ꯀ꯭ꯂꯥꯏꯃꯦꯠ ꯆꯦꯟꯖꯒꯤ ꯏꯝꯄꯦꯛ ꯍꯟꯊꯍꯟꯅꯕ ꯑꯄꯨꯟꯕ ꯄ꯭ꯂꯥꯟ ꯑꯃ ꯁꯦꯝꯕ꯫ ꯀ꯭ꯂꯥꯏꯃꯦꯠ ꯆꯦꯟꯖꯒꯤ ꯏꯝꯄꯦꯛ ꯍꯟꯊꯍꯟꯅꯕ ꯃꯥꯂꯦꯝ ꯁꯤꯟꯕ ꯊꯨꯡꯅ ꯂꯩꯔꯤꯕ ꯃꯤꯑꯣꯏꯁꯤꯡ, ꯁꯔꯀꯥ꯭ꯔꯁꯤꯡ ꯑꯃꯁꯨꯡ ꯑꯣꯔꯒꯅꯥꯏꯖꯦꯁꯟꯁꯤꯡꯗꯒꯤ ꯃꯈꯜ ꯀꯌꯥꯒꯤ ꯊꯧꯗꯥꯡ ꯑꯃꯁꯨꯡ ꯄꯨꯟꯅ ꯍꯣꯠꯅꯃꯤꯟꯅꯕ ꯃꯊꯧ ꯇꯥꯏ꯫ ꯀ꯭ꯂꯥꯏꯃꯦꯠ ꯆꯦꯟꯖꯒꯤ ꯏꯝꯄꯦꯛ ꯍꯟꯊꯍꯟꯅꯕ ꯂꯧꯈꯠꯄ ꯌꯥꯕ ꯃꯔꯨꯑꯣꯏꯕ ꯈꯣꯡꯊꯥꯡꯁꯤꯡ, ꯑꯄꯨꯟꯕ ꯊꯧꯔꯥꯡ ꯑꯃ ꯃꯈꯥꯗ ꯄꯤꯔꯤ: ꯀꯥꯔꯕꯣꯟ ꯊꯥꯗꯣꯛꯄ ꯍꯟꯊꯍꯟꯕ: ꯀ꯭ꯂꯥꯏꯃꯦꯠ ꯆꯦꯟꯖꯒꯤ ꯏꯝꯄꯦꯛ ꯍꯟꯊꯍꯟꯅꯕꯒꯤ ꯈ꯭ꯋꯥꯏꯗꯒꯤ ꯃꯔꯨꯑꯣꯏꯕ ꯈꯣꯡꯊꯥꯡꯗꯤ ꯒ꯭ꯔꯤꯟꯍꯥꯎꯁ ꯒ꯭ꯌꯥꯁ ꯊꯥꯗꯣꯛꯄꯒꯤ ꯆꯥꯡ ꯑꯁꯤ ꯌꯥꯝꯅ ꯍꯟꯊꯍꯟꯕꯅꯤ꯫ ꯑꯦꯠꯃ꯭ꯣꯁꯐꯤꯌꯔꯗ ꯌꯥꯎꯏ꯫ ꯃꯁꯤ ꯏꯅ꯭ꯔꯖꯤ ꯏꯐꯤꯁꯤꯑꯦꯟꯁꯤ, ꯔꯤꯅ꯭ꯌꯨꯑꯦꯕꯜ ꯏꯅ꯭ꯔꯖꯤ ꯁꯣꯔꯁꯁꯤꯡ ꯁꯤꯖꯤꯟꯅꯕ, ꯎꯃꯪ ꯂꯧꯊꯣꯛꯄ ꯍꯟꯊꯍꯅꯕ, ꯑꯃꯁꯨꯡ ꯂꯝ ꯁꯤꯖꯤꯟꯅꯕꯒꯤ ꯊꯧꯑꯣꯡꯁꯤꯡ ꯐꯒꯠꯍꯟꯕꯒꯤ ꯈꯨꯠꯊꯥꯡꯗꯥꯂ ꯐꯪꯕꯥ ꯉꯝꯒꯅꯤ꯫ ꯀ꯭ꯂꯤꯟ ꯏꯅ꯭ꯔꯖꯤꯗ ꯁꯦꯜ ꯊꯥꯗꯕ: ꯀꯥꯔꯕꯣꯟ ꯅꯦꯝꯕ ꯇꯨꯡꯂꯝꯆꯠꯇ ꯇ꯭ꯔꯥꯟꯁꯤꯁꯟ ꯇꯧꯅꯕꯒꯤꯗꯃꯛ, ꯅꯨꯡꯁꯤꯠ, ꯁꯣꯂꯥꯔ, ꯑꯃꯁꯨꯡ ꯍꯥꯏꯗ꯭ꯔꯣ ꯄꯥꯋꯔꯒꯨꯝꯕ ꯔꯤꯅ꯭ꯌꯨꯑꯦꯕꯜ ꯏꯅꯔꯖꯤꯒꯤ ꯁꯣꯔꯁꯁꯤꯡꯗ ꯌꯥꯝꯅ ꯁꯦꯜ ꯊꯥꯗꯕ ꯑꯁꯤ ꯌꯥꯝꯅ ꯃꯔꯨꯑꯣꯏ꯫ ꯀ꯭ꯂꯤꯟ ꯏꯅ꯭ꯔꯖꯤ ꯏꯅꯐ꯭ꯔꯥꯁ꯭ꯇꯔꯛꯆꯔ ꯁꯦꯝꯒꯠꯄꯗ ꯄꯨꯛꯅꯤꯡ ꯊꯧꯒꯠꯅꯕꯥ ꯁꯔꯀꯥꯔꯁꯤꯡ ꯑꯃꯁꯨꯡ ꯑꯣꯔꯒꯅꯥꯏꯖꯦꯁꯟꯁꯤꯡꯅ ꯏꯟꯁꯦꯟꯇꯤꯕꯁꯤꯡ ꯑꯃꯁꯨꯡ ꯁꯕꯁꯤꯗꯤꯁꯤꯡ ꯄꯤꯒꯗꯕꯅꯤ꯫ ꯏꯅ꯭ꯔꯖꯤ ꯏꯐꯤꯁꯤꯑꯦꯟꯁꯤ ꯌꯣꯛꯈꯠꯄ: ꯍꯦꯟꯅ ꯐꯕ ꯏꯟꯁꯨꯂꯦꯁꯟ, ꯏꯐꯤꯁꯤꯌꯦꯟꯠ ꯂꯥꯏꯇꯤꯡ, ꯑꯃꯁꯨꯡ ꯏꯅ꯭ꯔꯖꯤ ꯁꯦꯚꯤꯡ ꯑꯦꯞꯂꯤꯀꯦꯁꯟꯁꯤꯡꯒꯨꯝꯕ ꯏꯅ꯭ꯔꯖꯤ ꯏꯐꯤꯁꯤꯑꯦꯟꯁꯤꯒꯤ ꯊꯧꯔꯥꯡꯁꯤꯡꯅ ꯏꯅ꯭ꯔꯖꯤ ꯁꯤꯖꯤꯟꯅꯕ ꯌꯥꯝꯅ ꯍꯟꯊꯍꯟꯕ ꯉꯝꯒꯅꯤ ꯑꯃꯁꯨꯡ ꯃꯁꯤꯅ ꯒ꯭ꯔꯤꯟꯍꯥꯎꯁ ꯒ꯭ꯌꯥꯁ ꯊꯥꯗꯣꯛꯄ ꯍꯟꯊꯍꯟꯕꯗ ꯃꯇꯦꯡ ꯄꯥꯡꯒꯅꯤ꯫ ꯎꯃꯪ ꯂꯧꯊꯣꯛꯄ ꯍꯟꯊꯍꯟꯕ ꯑꯃꯁꯨꯡ ꯎꯃꯪ ꯑꯃꯨꯛ ꯍꯟꯅ ꯌꯣꯛꯈꯠꯄ: ꯎꯃꯪ ꯑꯁꯤ ꯃꯔꯨꯑꯣꯏꯕ ꯀꯥꯔꯕꯣꯟ ꯁꯤꯡꯛꯁꯤꯡꯅꯤ ꯑꯃꯁꯨꯡ ꯎꯃꯪ ꯂꯧꯊꯣꯛꯄꯅ ꯑꯦꯠꯃꯣꯁ꯭ꯐꯤꯌꯔꯗ ꯀꯥꯔꯕꯣꯟ ꯗꯥꯏꯑꯣꯛꯁꯥꯏꯗꯀꯤ ꯃꯁꯤꯡ ꯌꯥꯝꯅ ꯊꯥꯗꯣꯛꯏ꯫ ꯎꯃꯪꯁꯤꯡꯅ ꯀꯥꯔꯕꯣꯟ ꯗꯥꯏꯑꯣꯛꯁꯥꯏꯗ ꯁꯣꯛꯄ ꯉꯝꯕꯒꯤ ꯃꯄꯥꯡꯒꯜ ꯑꯗꯨ ꯉꯥꯛꯇꯨꯅ ꯊꯝꯅꯕꯒꯤꯗꯃꯛ ꯎꯃꯪ ꯂꯧꯊꯣꯛꯄ ꯍꯟꯊꯍꯟꯕ ꯑꯃꯁꯨꯡ ꯎꯃꯪ ꯑꯃꯨꯛ ꯍꯟꯅ ꯁꯦꯃꯒꯠꯄ ꯍꯦꯡꯒꯠꯍꯟꯕ ꯑꯁꯤ ꯌꯥꯝꯅ ꯃꯔꯨꯑꯣꯏ꯫ ꯁ꯭ꯁꯇꯦꯅꯦꯕꯜ ꯑꯦꯒ꯭ꯔꯤꯀꯜꯆꯔ ꯄꯨꯛꯅꯤꯡ ꯊꯧꯒꯠꯄ: ꯅꯣ-ꯇꯤꯜ ꯐꯥꯔꯃꯤꯡ, ꯀ꯭ꯔꯣꯞ ꯔꯣꯇꯦꯁꯟ, ꯑꯃꯁꯨꯡ ꯐ꯭ꯔꯇꯤꯂꯥꯏꯖꯔꯁꯤꯡ ꯍꯦꯟꯅ ꯐꯕ ꯃꯑꯣꯡꯗ ꯁꯤꯖꯤꯟꯅꯕ ꯑꯁꯤꯒꯨꯝꯕ ꯂꯧꯎ-ꯁꯤꯡꯎꯒꯤ ꯊꯧꯑꯣꯡꯁꯤꯡꯅ ꯂꯧꯎ-ꯁꯤꯡꯎꯒꯤ ꯁꯦꯛꯇꯔꯗꯒꯤ ꯒ꯭ꯔꯤꯅꯍꯥꯎꯁ ꯒ꯭ꯌꯥꯁ ꯊꯥꯗꯣꯛꯄ ꯍꯟꯊꯍꯟꯕꯗ ꯃꯇꯦꯡ ꯄꯥꯡꯕ ꯉꯝꯒꯅꯤ꯫ ꯀ꯭ꯂꯥꯏꯃꯦꯠ ꯆꯦꯟꯖꯒꯤ ꯏꯝꯄꯦꯛ ꯍꯟꯊꯍꯟꯅꯕ ꯁꯔꯀꯥꯔꯁꯤꯡ ꯑꯃꯁꯨꯡ ꯑꯣꯔꯒꯥꯅꯥꯏꯖꯦꯁꯟꯁꯤꯡꯅ ꯁ꯭ꯁꯇꯦꯅꯦꯕꯜ ꯑꯦꯒ꯭ꯔꯤꯀꯜꯆꯔ ꯄ꯭ꯔꯦꯛꯇꯤꯁꯁꯤꯡ ꯄ꯭ꯔꯃꯣꯠ ꯇꯧꯒꯗꯕꯅꯤ꯫ ꯃꯤꯌꯥꯝꯒꯤ ꯆꯠꯊꯣꯛ-ꯆꯠꯁꯤꯟ ꯌꯣꯛꯈꯠꯄ ꯑꯃꯁꯨꯡ ꯒꯥꯔꯤꯒꯤ ꯏꯃꯤꯁꯟ ꯍꯟꯊꯍꯟꯕ: ꯇ꯭ꯔꯥꯟꯁꯄꯣꯔꯇꯦꯁꯟ ꯑꯁꯤ ꯒ꯭ꯔꯤꯟꯍꯥꯎꯁ ꯒ꯭ꯌꯥꯁ ꯏꯃꯤꯁꯟꯒꯤ ꯑꯆꯧꯕꯥ ꯁꯣꯔꯁ ꯑꯃꯅꯤ꯫ ꯃꯤꯌꯥꯝꯒꯤ ꯆꯠꯊꯣꯛ-ꯆꯠꯁꯤꯟ ꯁꯤꯖꯤꯟꯅꯕꯗ ꯄꯨꯛꯅꯤꯡ ꯊꯧꯒꯠꯄ, ꯀꯥꯔꯄꯨꯂꯤꯡ ꯄ꯭ꯔꯃꯣꯠ ꯇꯧꯕꯥ, ꯑꯃꯁꯨꯡ ꯐ꯭ꯌꯨꯑꯦꯜ ꯏꯐꯤꯁꯤꯌꯦꯟꯠ ꯒꯥꯔꯤꯁꯤꯡ ꯁꯦꯝꯒꯠꯄꯅ ꯇ꯭ꯔꯥꯟꯁꯄꯣꯔꯇꯦꯁꯟ ꯁꯦꯛꯇꯔꯗꯒꯤ ꯏꯃꯤꯁꯟ ꯍꯟꯊꯍꯟꯕꯗ ꯃꯇꯦꯡ ꯄꯥꯡꯕ ꯉꯝꯒꯅꯤ꯫ ꯔꯤꯁꯥꯏꯀꯜ ꯇꯧꯕꯗ ꯄꯨꯛꯅꯤꯡ ꯊꯧꯒꯠꯄ ꯑꯃꯁꯨꯡ ꯑꯃꯣꯠꯄ ꯍꯟꯊꯍꯟꯕ: ꯂꯦꯟꯗꯐꯤꯜꯁꯤꯡ ꯑꯁꯤ ꯃꯤꯊꯦꯟ ꯏꯃꯤꯁꯟꯒꯤ ꯑꯆꯧꯕꯥ ꯁꯣꯔꯁ ꯑꯃꯅꯤ, ꯃꯁꯤꯅ ꯃꯄꯥꯡꯒꯜ ꯀꯟꯕ ꯒ꯭ꯔꯤꯅꯍꯥꯎꯁ ꯒ꯭ꯌꯥꯁ ꯑꯃꯅꯤ꯫ ꯔꯤꯁꯥꯏꯀꯜ ꯇꯧꯕꯥ ꯑꯃꯁꯨꯡ ꯑꯃꯣꯠꯄ ꯍꯟꯊꯍꯟꯕꯅ ꯑꯃꯣꯠꯄ ꯃꯦꯅꯦꯖꯃꯦꯟꯠ ꯁꯦꯛꯇ꯭ꯔꯗꯒꯤ ꯒ꯭ꯔꯤꯅꯍꯥꯎꯁ ꯒ꯭ꯌꯥꯁ ꯊꯥꯗꯣꯛꯄ ꯍꯟꯊꯍꯟꯕꯗ ꯃꯇꯦꯡ ꯄꯥꯡꯕ ꯉꯝꯒꯅꯤ꯫ ꯑꯦꯗꯥꯞꯇꯦꯁꯟꯒꯤ ꯊꯧꯔꯥꯡꯁꯤꯡ: ꯃꯤꯇꯤꯒꯦꯁꯟꯒꯤ ꯍꯣꯠꯅꯔꯤꯕꯁꯤꯡꯒꯤ ꯃꯊꯛꯇ, ꯀ꯭ꯂꯥꯏꯃꯦꯠ ꯆꯦꯟꯖꯒꯤ ꯏꯝꯄꯦꯛ ꯍꯟꯊꯍꯟꯅꯕ ꯑꯦꯗꯥꯞꯇꯦꯁꯟꯒꯤ ꯊꯧꯔꯥꯡꯁꯤꯡ ꯄꯥꯏꯈꯠꯄ ꯑꯁꯤꯁꯨ ꯌꯥꯝꯅ ꯃꯔꯨꯑꯣꯏ꯫ ꯃꯁꯤꯗ ꯁꯃꯨꯗ꯭ꯔꯒꯤ ꯂꯦꯚꯦꯜ ꯋꯥꯡꯈꯠꯂꯛꯄꯗꯒꯤ ꯉꯥꯛꯊꯣꯛꯅꯕ ꯁꯃꯨꯗ꯭ꯔꯒꯤ ꯋꯥꯜꯁꯤꯡ ꯁꯥꯕ, ꯂꯝꯍꯥꯡꯗ ꯈꯣꯡꯍꯥꯝꯗꯕ ꯃꯍꯩ-ꯃꯔꯣꯡꯁꯤꯡ ꯁꯦꯝꯒꯠꯄ, ꯏꯁꯤꯡ ꯌꯣꯛꯁꯤꯟꯕꯒꯤ ꯊꯧꯑꯣꯡꯁꯤꯡ ꯐꯒꯠꯍꯟꯕ ꯑꯁꯤꯅꯆꯤꯡꯕ ꯊꯧꯔꯥꯡꯁꯤꯡ ꯌꯥꯎꯔꯤ꯫ ꯑꯄꯨꯟꯕ ꯑꯣꯏꯅ, ꯀ꯭ꯂꯥꯏꯃꯦꯠ ꯆꯦꯟꯖꯒꯤ ꯏꯝꯄꯦꯛ ꯍꯟꯊꯍꯟꯅꯕꯥꯂ ꯃꯥꯂꯦꯝ ꯁꯤꯟꯕ ꯊꯨꯡꯅ ꯂꯩꯔꯤꯕ ꯃꯤꯑꯣꯏꯁꯤꯡ, ꯑꯣꯔꯒꯥꯅꯥꯏꯖꯦꯁꯟꯁꯤꯡ ꯑꯃꯁꯨꯡ ꯁ꯭ꯔꯀꯥꯔꯁꯤꯡꯅ ꯄꯨꯟꯅ ꯍꯣꯠꯅꯕ ꯃꯊꯧ ꯇꯥꯒꯅꯤ꯫ ꯑꯄꯤꯕ ꯋꯥꯍꯩ ꯑꯅꯤ ꯁꯤꯖꯤꯟꯅꯗꯨꯅ ꯑꯔꯊ ꯊꯣꯛꯄ ꯋꯥꯍꯩ ꯑꯃ ꯁꯦꯝꯃꯨ꯫ ꯂꯥꯏꯕ꯭ꯔꯦꯔꯤ, ꯅꯣꯡꯒꯤ꯫ ꯆꯍꯤꯒꯤ ꯑꯍꯥꯟꯕ ꯅꯣꯡꯖꯨ-ꯅꯨꯡꯁꯥꯒꯤ ꯃꯇꯨꯡꯗ ꯂꯥꯏꯕ꯭ꯔꯦꯔꯤꯒꯤ ꯅꯨꯡꯉꯥꯏꯕꯗ ꯅꯨꯃꯤꯗꯥꯡꯋꯥꯏꯔꯝ ꯂꯦꯞꯇꯨꯅ, ꯑꯐꯕꯥ ꯂꯥꯏꯔꯤꯛ ꯑꯃꯒꯤ ꯆꯦꯃꯥꯏꯁꯤꯡꯗ ꯃꯥꯡꯈꯤꯕ ꯑꯗꯨꯗꯒꯤ ꯍꯦꯟꯅ ꯅꯨꯡꯁꯤꯕ ꯑꯃꯠꯇ ꯂꯩꯈꯤꯗꯦ꯫